ꯔꯤꯅ꯭ꯌꯨꯑꯦꯕꯜ ꯏꯅꯔꯖꯤꯗ ꯁꯦꯜ ꯊꯥꯗꯕꯒꯤ ꯑꯐꯕ ꯑꯣꯏꯕ ꯐꯜ ꯃꯉꯥ ꯀꯔꯤꯅꯣ? ꯑꯀꯣꯢꯕꯒꯤ ꯐꯤꯕꯝꯒꯤ ꯀꯥꯟꯅꯕ: ꯔꯤꯅ꯭ꯌꯨꯑꯦꯕꯜ ꯏꯅꯔꯖꯤꯒꯤ ꯁꯣꯔꯁꯁꯤꯡꯗ ꯁꯦꯜ ꯊꯥꯗꯕꯅ ꯀꯥꯔꯕꯣꯟ ꯊꯥꯗꯣꯛꯄ ꯍꯟꯊꯍꯜꯂꯤ ꯑꯃꯁꯨꯡ ꯀ꯭ꯂꯥꯏꯃꯦꯠ ꯍꯣꯡꯕꯒꯤ ꯏꯐꯦꯛꯇꯁꯤꯡ ꯍꯟꯊꯍꯟꯕꯗ ꯃꯇꯦꯡ ꯄꯥꯡꯕ ꯉꯝꯒꯅꯤ꯫ ꯍꯥꯢꯔꯤꯕ ꯁꯣꯔꯁꯁꯤꯡ ꯑꯁꯤꯅ ꯒ꯭ꯔꯤꯟꯍꯥꯎꯁ ꯒ꯭ꯌꯥꯁ ꯅꯠꯇ꯭ꯔꯒ ꯑꯇꯣꯞꯄ ꯄꯣꯂꯨꯁꯟ ꯊꯣꯛꯍꯟꯕ ꯌꯥꯕ ꯅꯨꯡꯁꯤꯠ ꯑꯃꯁꯨꯡ ꯏꯁꯤꯡ ꯄꯣꯂꯨꯁꯟ ꯊꯣꯛꯍꯟꯗꯦ꯫ ꯏꯅꯔꯖꯤ ꯃꯅꯤꯡꯇꯝꯕꯥ: ꯔꯤꯅ꯭ꯌꯨꯑꯦꯕꯜ ꯏꯅꯔꯖꯤꯒꯤ ꯁꯣꯔꯁꯁꯤꯡꯅ ꯂꯩꯕꯥꯛꯁꯤꯡꯅ ꯑꯇꯣꯞꯄ ꯂꯩꯕꯥꯛꯁꯤꯡꯗꯒꯤ ꯄꯨꯁꯤꯜꯂꯛꯄ ꯐꯣꯁꯤꯜ ꯐ꯭ꯌꯨꯑꯦꯜꯁꯤꯡꯗ ꯊꯥꯖꯕ ꯍꯟꯊꯍꯟꯗꯨꯅ ꯍꯦꯟꯅ ꯏꯅꯔꯖꯤ ꯃꯅꯤꯡꯇꯝꯕ ꯑꯣꯏꯅꯕꯒꯤ ꯈꯨꯗꯣꯡꯆꯥꯕ ꯑꯃ ꯄꯤꯔꯤ꯫ ꯁꯦꯟꯃꯤꯠꯂꯣꯟꯒꯤ ꯀꯥꯟꯅꯕ: ꯔꯤꯅ꯭ꯌꯨꯑꯦꯕꯜ ꯏꯅꯔꯖꯤ ꯏꯟꯗꯁꯇ꯭ꯔꯤꯅ ꯊꯕꯛ ꯄꯤꯕ ꯉꯝꯒꯅꯤ ꯑꯃꯁꯨꯡ ꯃꯔꯨꯑꯣꯏꯅ ꯈꯨꯡꯒꯪꯒꯤ ꯃꯐꯝꯁꯤꯡꯗ ꯁꯦꯟꯃꯤꯠꯂꯣꯟꯒꯤ ꯆꯥꯎꯈꯠꯄ ꯍꯦꯟꯒꯠꯍꯟꯕ ꯉꯝꯒꯅꯤ꯫ ꯃꯁꯤꯅ ꯃꯇꯝꯒꯤ ꯃꯇꯨꯡ ꯏꯟꯅ ꯏꯅꯔꯖꯤ ꯄꯨꯊꯣꯛꯄꯒꯤ ꯃꯃꯜꯁꯨ ꯍꯟꯊꯍꯜꯂꯤ ꯃꯔꯝꯗꯤ ꯔꯤꯅ꯭ꯌꯨꯑꯦꯕꯜ ꯁꯣꯔꯁꯁꯤꯡ ꯑꯁꯤ ꯑꯣꯄꯔꯦꯇꯤꯡ ꯀꯣꯁꯠ ꯅꯦꯝꯅꯥ ꯂꯩ ꯑꯃꯁꯨꯡ ꯇ꯭ꯔꯦꯗꯤꯁꯅꯦꯜ ꯐꯣꯁꯤꯜ ꯐ꯭ꯌꯨꯑꯦꯜꯁꯤꯡꯒꯨꯝꯅ ꯃꯃꯜ ꯍꯣꯡꯕꯒꯤ ꯃꯈꯥ ꯄꯣꯜꯂꯤ꯫ ꯃꯤꯌꯥꯝꯒꯤ ꯍꯛꯁꯦꯜ ꯐꯒꯠꯍꯟꯕ: ꯅꯨꯡꯁꯤꯠ ꯑꯃꯁꯨꯡ ꯏꯁꯤꯡꯒꯤ ꯄꯣꯂꯨꯁꯟ ꯍꯟꯊꯍꯟꯗꯨꯅ ꯔꯤꯅ꯭ꯌꯨꯑꯦꯕꯜ ꯏꯅꯔꯖꯤꯒꯤ ꯁꯣꯔꯁꯁꯤꯡꯅ ꯁꯣꯔ ꯍꯣꯟꯕꯒꯤ ꯂꯥꯢꯅꯁꯤꯡ, ꯊꯃꯣꯢꯒꯤ ꯂꯥꯢꯅꯁꯤꯡ ꯑꯃꯁꯨꯡ ꯄꯣꯂꯨꯁꯟꯁꯤꯡꯗ ꯑꯦꯛꯁꯄꯣꯖ ꯇꯧꯕꯒ ꯃꯔꯤ ꯂꯩꯅꯕ ꯑꯇꯣꯞꯄ ꯃꯦꯗꯤꯀꯦꯜ ꯀꯟꯗꯤꯁꯟꯁꯤꯡ ꯍꯟꯊꯍꯟꯗꯨꯅ ꯃꯤꯌꯥꯝꯒꯤ ꯍꯛꯁꯦꯜ ꯐꯒꯠꯍꯟꯕ ꯉꯝꯒꯅꯤ꯫ ꯏꯅꯔꯖꯤ ꯁꯦꯀ꯭ꯌꯨꯔꯤꯇꯤ ꯍꯦꯟꯒꯠꯍꯟꯕ: ꯔꯤꯅ꯭ꯌꯨꯑꯦꯕꯜ ꯏꯅꯔꯖꯤ ꯁꯣꯔꯁꯁꯤꯡꯅ ꯂꯩꯕꯥꯛꯁꯤꯡꯗ ꯏꯅꯔꯖꯤ ꯄꯤꯊꯣꯛꯄꯗ ꯑꯀꯥꯢꯕ ꯄꯤꯕꯥ ꯑꯃꯁꯨꯡ ꯃꯃꯜ ꯍꯣꯡꯕꯒꯤ ꯈꯨꯗꯣꯡꯊꯤꯕ ꯍꯟꯊꯍꯟꯕ ꯉꯝꯒꯅꯤ ꯃꯔꯝꯗꯤ ꯃꯈꯣꯏ ꯑꯁꯤ ꯐꯣꯁꯤꯜ ꯐ꯭ꯌꯨꯑꯦꯜꯁꯤꯡꯒ ꯃꯥꯟꯅꯕ ꯖꯤꯑꯣꯄꯣꯂꯤꯇꯤꯀꯦꯜ ꯔꯤꯛꯁꯁꯤꯡ ꯌꯥꯎꯗꯦ꯫ ꯃꯁꯤꯒꯤ ꯃꯊꯛꯇ ꯃꯈꯣꯢꯅꯥ ꯇ꯭ꯔꯦꯗꯤꯁꯅꯦꯜ ꯏꯅꯔꯖꯤ ꯏꯅꯐ꯭ꯔꯥꯁꯇ꯭ꯔꯛꯆꯔꯒꯤ ꯑꯋꯥꯠꯄ ꯂꯩꯕꯥ ꯌꯥꯕ ꯔꯤꯃꯣꯠ ꯑꯃꯁꯨꯡ ꯈꯨꯡꯒꯪꯒꯤ ꯃꯐꯝꯁꯤꯡꯗ ꯍꯦꯟꯅ ꯊꯥꯖꯕ ꯌꯥꯕ ꯏꯅꯔꯖꯤ ꯄꯤꯕ ꯉꯝꯒꯅꯤ꯫